ꯍꯧꯈꯤꯕꯥ ꯆꯍꯤ ꯇꯔꯥꯗꯥ ꯀ꯭ꯌꯨꯕꯥꯗꯥ ꯊꯣꯛꯈꯤꯕꯥ ꯃꯍꯧꯁꯥꯒꯤ ꯑꯣꯏꯕ ꯈꯨꯗꯣꯡꯊꯤꯕꯥ ꯈꯔꯒꯤ ꯃꯃꯤꯡ ꯊꯣꯟꯕꯤꯌꯨ꯫ ꯍꯧꯈꯤꯕꯥ ꯆꯍꯤ ꯇꯔꯥꯒꯤ ꯈꯨꯖꯤꯡ ꯀꯌꯥꯗꯒꯤ ꯀ꯭ꯌꯨꯕꯥꯗꯥ ꯊꯣꯛꯈꯤꯕꯥ ꯃꯍꯧꯁꯥꯒꯤ ꯑꯣꯏꯕ ꯈꯨꯗꯣꯡꯊꯤꯕꯥ ꯈꯔꯗꯤ ꯃꯈꯥꯗꯥ ꯄꯤꯔꯤ꯫ ꯍꯨꯔꯤꯀꯦꯟ ꯏꯔꯃꯥ ꯀꯦꯇꯦꯒꯣꯔꯤ ꯃꯉꯥꯒꯤ ꯍꯨꯔꯤꯀꯦꯟ ꯑꯁꯤꯅꯥ ꯂꯤꯁꯤꯡ ꯑꯅꯤ ꯇꯔꯥꯇꯔꯦꯠꯀꯤ ꯁꯦꯞꯇꯦꯝꯕꯔꯗꯥ ꯀ꯭ꯌꯨꯕꯥꯗꯥ ꯁꯣꯛꯍꯟꯈꯤ, ꯃꯁꯤ ꯆꯍꯤ ꯇꯔꯥꯒꯤ ꯈꯨꯖꯤꯡ ꯀꯌꯥꯒꯤ ꯃꯅꯨꯡꯗꯥ ꯗ꯭ꯕꯤꯞ ꯑꯗꯨꯗꯥ ꯁꯣꯛꯍꯜꯂꯕꯥ ꯈ꯭ꯋꯥꯏꯗꯒꯤ ꯃꯄꯥꯡꯒꯜ ꯀꯟꯕꯥ ꯅꯣꯡꯂꯩ ꯅꯨꯡꯁꯤꯠꯁꯤꯡꯒꯤ ꯃꯅꯨꯡꯗꯥ ꯑꯃꯅꯤ꯫ ꯑꯃꯁꯨꯡ ꯄꯥꯛ ꯁꯟꯅꯥ ꯑꯃꯥꯡ ꯑꯇꯥ ꯊꯣꯛꯍꯟꯈꯤ, ꯃꯗꯨꯒꯤ ꯃꯅꯨꯡꯗꯥ ꯃꯔꯨꯑꯣꯏꯕ ꯀꯣꯁ꯭ꯇꯦꯜ ꯏꯆꯥꯎ ꯑꯃꯁꯨꯡ ꯕꯤꯜꯗꯤꯡꯁꯤꯡ ꯑꯃꯁꯨꯡ ꯏꯅꯐ꯭ꯔꯥꯁ꯭ꯠꯔꯀꯆꯔ ꯃꯥꯡꯍꯟꯕꯥ ꯌꯥꯎꯔꯤ꯫ ꯍꯔꯤꯀꯦꯟ ꯃꯦꯊ꯭ꯌꯨ ꯂꯤꯁꯤꯡ ꯑꯅꯤ ꯇꯔꯥꯇꯔꯨꯛꯒꯤ ꯑꯣꯛꯇꯣꯕꯔꯗꯥ ꯀ꯭ꯌꯨꯕꯥꯒꯤ ꯈ꯭ꯋꯥꯏꯗꯒꯤ ꯅꯣꯡꯄꯣꯛ ꯊꯪꯕꯥ ꯄ꯭ꯔꯣꯕꯤꯟꯁꯁꯤꯡꯗꯥ ꯍꯨꯔꯤꯀꯦꯟ ꯃꯦꯊ꯭ꯌꯨꯅꯥ ꯁꯣꯛꯍꯟꯈꯤ, ꯃꯁꯤꯅꯥ ꯕꯤꯜꯗꯤꯡꯁꯤꯡ, ꯂꯝꯕꯤꯁꯤꯡ, ꯄꯥꯋꯔ ꯂꯥꯏꯅꯁꯤꯡ ꯑꯃꯁꯨꯡ ꯃꯍꯩ ꯃꯔꯣꯡꯁꯤꯡꯗꯥ ꯌꯥꯝꯅ ꯆꯥꯎꯅꯥ ꯑꯃꯥꯡ ꯑꯇꯥ ꯊꯣꯛꯍꯟꯈꯤ ꯑꯃꯁꯨꯡ ꯂꯤꯁꯤꯡ ꯑꯅꯤ ꯇꯔꯥꯇꯔꯦꯠꯀꯤ ꯃꯔꯛꯇꯥ ꯀ꯭ꯌꯨꯕꯥꯗꯥ ꯆꯍꯤ ꯂꯤꯁꯤꯡ ꯑꯃꯥ ꯍꯦꯟꯕꯒꯤ ꯃꯅꯨꯡꯗꯥ ꯈ꯭ꯋꯥꯏꯗꯒꯤ ꯐꯠꯇꯕꯥ ꯅꯣꯡꯖꯨ ꯅꯨꯡꯁꯥ ꯈꯥꯏꯗꯣꯛꯈꯤ꯫ ꯃꯁꯤꯅꯥ ꯃꯤꯑꯣꯏ ꯂꯥꯈ ꯀꯌꯥꯗꯥ ꯁꯣꯛꯍꯟꯈꯤ ꯑꯃꯁꯨꯡ ꯂꯧꯎ ꯁꯤꯡꯎ, ꯁꯦꯟ ꯊꯨꯝꯒꯤ ꯑꯃꯁꯨꯡ ꯑꯀꯣꯏꯕꯒꯤ ꯐꯤꯝꯗꯥ ꯑꯆꯧꯕꯥ ꯑꯃꯥꯡ ꯑꯇꯥ ꯊꯣꯛꯍꯟꯈꯤ꯫ ꯍꯨꯔꯤꯀꯦꯟ ꯁꯦꯟꯗꯤ ꯑꯣꯛꯇꯣꯕꯔ ꯂꯤꯁꯤꯡ ꯑꯅꯤ ꯇꯔꯥꯅꯤꯊꯣꯏ ꯗꯥ ꯀ꯭ꯌꯨꯕꯥꯒꯤ ꯅꯣꯡꯄꯣꯛ ꯊꯪꯕꯥ ꯄ꯭ꯔꯣꯚꯤꯟꯁꯁꯤꯡꯗꯥ ꯍꯨꯔꯤꯀꯦꯟ ꯁꯦꯟꯗꯤꯅꯥ ꯁꯣꯛꯍꯟꯈꯤ, ꯃꯗꯨꯅꯥ ꯃꯔꯝ ꯑꯣꯏꯗꯨꯅꯥ ꯄꯥꯛ ꯆꯥꯎꯅꯥ ꯏꯁꯤꯡ ꯏꯆꯥꯎ ꯊꯣꯛꯍꯟꯈꯤ, ꯅꯨꯡꯁꯤꯠꯅꯥ ꯁꯣꯛꯍꯟꯈꯤ ꯑꯃꯁꯨꯡ ꯃꯩ ꯆꯥꯛꯈꯤ꯫ ꯍꯨꯔꯤꯀꯦꯟ ꯏꯁꯥꯛ ꯂꯤꯁꯤꯡ ꯑꯅꯤ ꯇꯔꯥꯅꯤꯊꯣꯏꯒꯤ ꯑꯣꯒꯁ꯭ꯇꯇꯥ ꯀ꯭ꯌꯨꯕꯥꯒꯤ ꯅꯣꯡꯄꯣꯛ ꯊꯪꯕꯥ ꯁꯔꯨꯛꯇꯥ ꯍꯨꯔꯤꯀꯦꯟ ꯏꯁꯥꯛ ꯂꯥꯛꯈꯤ ꯃꯗꯨꯅꯥ ꯏꯁꯤꯡ ꯏꯆꯥꯎ ꯊꯣꯛꯍꯟꯈꯤ ꯑꯃꯁꯨꯡ ꯃꯍꯩ-ꯃꯔꯣꯡ ꯃꯥꯡꯍꯟꯈꯤ꯫ ꯍꯥꯏꯔꯤꯕꯥ ꯑꯁꯤ ꯍꯧꯈꯤꯕꯥ ꯆꯍꯤ ꯇꯔꯥꯒꯤ ꯈꯨꯖꯤꯡ ꯀꯌꯥꯗꯥ ꯀ꯭ꯌꯨꯕꯥꯗꯥ ꯁꯣꯛꯍꯜꯂꯕꯥ ꯃꯍꯧꯁꯥꯒꯤ ꯈꯨꯗꯣꯡꯊꯤꯕꯁꯤꯡꯒꯤ ꯈꯨꯗꯝ ꯈꯔꯈꯛꯇꯅꯤ꯫ ꯇ꯭ꯔꯣꯄꯤꯀꯦꯜ ꯁ꯭ꯇꯣꯔꯝ, ꯏꯆꯥꯎ, ꯑꯃꯁꯨꯡ ꯂꯦꯟꯗꯁ꯭ꯂꯥꯏꯗ ꯌꯥꯎꯅꯥ ꯑꯇꯣꯞꯄꯥ ꯀꯌꯥ ꯑꯃꯁꯨ ꯊꯣꯛꯈ꯭ꯔꯦ, ꯃꯗꯨꯅꯥ ꯂꯩꯕꯥꯛ ꯑꯁꯤꯒꯤ ꯃꯤꯌꯥꯝ ꯑꯃꯁꯨꯡ ꯑꯀꯣꯏꯕꯒꯤ ꯐꯤꯕꯝꯗꯥ ꯁꯣꯛꯍꯜꯂꯦ꯫